‎ꯃꯤꯌꯥꯝꯅꯥ ꯐꯤꯠꯅꯦꯁ ꯇ꯭ꯔꯦꯀꯔ ꯑꯃꯥ ꯂꯧꯅꯕꯥ ꯄꯨꯛꯅꯤꯡ ꯊꯧꯒꯠꯅꯕꯥ ꯁꯦꯂꯁ ꯄꯤꯆ ꯑꯃꯥ ꯁꯦꯃꯒꯠꯄꯤꯌꯨ꯫ ꯑꯗꯣꯝꯅꯥ ꯑꯗꯣꯝꯒꯤ ꯐꯤꯠꯅꯦꯁ ꯐꯒꯠꯍꯟꯅꯕꯥ, ꯑꯗꯣꯝꯒꯤ ꯄ꯭ꯔꯣꯒ꯭ꯔꯦꯁ ꯑꯗꯨ ꯇ꯭ꯔꯦꯛ ꯇꯧꯅꯕꯥ ꯑꯃꯁꯨꯡ ꯑꯗꯣꯝꯒꯤ ꯄꯥꯟꯗꯝꯁꯤꯡꯒꯤ ꯃꯣꯇꯤꯕꯦꯠ ꯇꯧꯅꯕꯥ ꯌꯦꯡꯂꯤꯕ꯭ꯔꯥ? ꯀꯔꯤꯒꯨꯝꯕꯥ ꯑꯣꯏꯔꯒꯗꯤ ꯃꯗꯨꯒꯤ ꯃꯇꯨꯡꯗꯥ ꯐꯤꯠꯅꯦꯁ ꯇ꯭ꯔꯦꯀꯔ ꯑꯁꯤ ꯅꯍꯥꯛꯀꯤꯗꯃꯛꯇꯥ ꯃꯄꯨꯡ ꯐꯥꯕꯥ ꯐꯤꯠꯅꯦꯁ ꯇ꯭ꯔꯦꯀꯔ ꯑꯃꯒꯥ ꯂꯣꯏꯅꯅꯥ ꯅꯍꯥꯛꯅꯥ ꯍꯣꯠꯅꯗꯅꯥ ꯅꯍꯥꯛꯀꯤ ꯅꯨꯃꯤꯠ ꯈꯨꯗꯤꯡꯒꯤ ꯊꯕꯛ ꯊꯧꯔꯝꯁꯤꯡ ꯌꯦꯡꯁꯤꯅꯕꯥ ꯌꯥꯏ꯫ ꯅꯍꯥꯛꯀꯤ ꯁꯥꯖꯦꯟꯁꯤꯡ ꯇ꯭ꯔꯦꯛ ꯇꯧꯕꯥ ꯌꯥꯏ ꯑꯃꯁꯨꯡ ꯅꯍꯥꯛꯀꯤ ꯑꯄꯨꯅꯕꯥ ꯍꯛꯁꯦꯜ ꯑꯃꯁꯨꯡ ꯌꯥꯏꯐ-ꯊꯧꯔꯥꯡꯒꯤ ꯃꯇꯥꯡꯗꯥ ꯁꯇꯦꯕꯁꯤꯡ ꯊꯝꯕꯥ ꯌꯥꯏ꯫ ꯐꯤꯠꯅꯦꯁ ꯇ꯭ꯔꯦꯀꯔ ꯑꯃꯥ ꯁꯤꯖꯤꯟꯅꯕꯒꯤ ꯈ꯭ꯕꯥꯏꯗꯒꯤ ꯆꯥꯎꯕꯥ ꯀꯥꯟꯅꯕꯁꯤꯡꯒꯤ ꯃꯅꯨꯡꯗꯥ ꯅꯍꯥꯛꯀꯤ ꯅꯨꯡꯇꯤꯒꯤ ꯊꯕꯛ ꯊꯧꯔꯃꯁꯤꯡ ꯑꯃꯁꯨꯡ ꯁꯥꯖꯦꯟꯁꯤꯡ ꯌꯦꯡꯁꯤꯟꯕꯥ ꯉꯝꯕꯅꯤ꯫ ꯅꯍꯥꯛꯅꯥ ꯂꯥꯟꯊꯦꯡꯅꯕ ꯆꯠꯂꯕꯁꯨ, ꯖꯤꯝꯗꯥ ꯊꯦꯡꯅꯔꯕꯁꯨ ꯅꯠꯇ꯭ꯔꯒꯥ ꯈꯣꯡꯅꯥ ꯆꯠꯄꯗꯥ ꯆꯠꯂꯕꯁꯨ, ꯐꯤꯠꯅꯦꯁ ꯇ꯭ꯔꯦꯀꯔ ꯑꯃꯅꯥ ꯅꯍꯥꯛꯀꯤ ꯄꯔꯐꯣꯃꯦꯟꯁꯀꯤ ꯃꯇꯥꯡꯗꯥ ꯃꯃꯜ ꯌꯥꯝꯂꯕꯥ ꯗꯦꯇꯥꯁꯤꯡ, ꯍꯥꯏꯕꯗꯤ ꯅꯍꯥꯛꯀꯤ ꯍꯥꯔꯇꯀꯤ ꯔꯦꯠ, ꯃꯩ ꯆꯥꯛꯈꯤꯕꯥ ꯀꯦꯂꯣꯔꯤꯁꯤꯡ, ꯑꯃꯁꯨꯡ ꯆꯠꯈꯤꯕꯥ ꯂꯝꯕꯤ ꯑꯗꯨ ꯄꯤꯕꯥ ꯉꯝꯒꯅꯤ꯫ ꯏꯟꯐꯣꯔꯃꯦꯁꯟ ꯑꯁꯤꯅꯥ ꯃꯇꯝꯒꯤ ꯃꯇꯨꯡꯏꯟꯅꯥ ꯅꯍꯥꯛꯀꯤ ꯄ꯭ꯔꯣꯒ꯭ꯔꯦꯁ ꯑꯗꯨ ꯇ꯭ꯔꯦꯛ ꯇꯧꯕꯥ ꯌꯥꯍꯜꯂꯤ ꯑꯃꯁꯨꯡ ꯃꯗꯨꯒꯤ ꯃꯇꯨꯡꯏꯟꯅꯥ ꯅꯍꯥꯛꯀꯤ ꯁꯥꯖꯦꯟꯁꯤꯡ ꯑꯗꯨ ꯍꯦꯟꯅꯥ ꯐꯒꯠꯍꯟꯗꯨꯅꯥ ꯑꯦꯗꯖꯁ꯭ꯠ ꯇꯧꯕꯥ ꯌꯥꯍꯜꯂꯤ꯫ ꯑꯗꯨꯕꯨ ꯐꯤꯠꯅꯦꯁ ꯇ꯭ꯔꯦꯀꯔ ꯑꯁꯤ ꯁꯥꯖꯦꯟ ꯇꯧꯕꯈꯛꯇꯒꯤ ꯅꯠꯇꯦ꯫ ꯃꯁꯤꯅꯥ ꯅꯍꯥꯛꯀꯤ ꯑꯄꯨꯅꯜꯟꯕꯥ ꯍꯛꯁꯦꯜ ꯌꯦꯡꯁꯤꯟꯕꯗꯁꯨ ꯃꯇꯦꯡ ꯄꯥꯡꯏ, ꯅꯍꯥꯛꯀꯤ ꯇꯨꯝꯕꯥ ꯌꯥꯗꯕꯒꯤ ꯃꯑꯣꯡ-ꯃꯇꯧ ꯑꯗꯨ ꯌꯦꯡꯁꯤꯟꯗꯨꯅꯥ, ꯅꯍꯥꯛꯀꯤ ꯗꯥꯏꯠ ꯑꯃꯁꯨꯡ ꯏꯁꯤꯡ ꯊꯛꯄꯒꯤ ꯆꯥꯡ ꯌꯦꯡꯁꯤꯟꯗꯨꯅꯥ, ꯑꯃꯁꯨꯡ ꯀꯔꯤꯒꯨꯝꯕꯥ ꯅꯍꯥꯛꯅꯥ ꯃꯇꯝ ꯁꯥꯡꯅꯥ ꯐꯝꯗꯨꯅꯥ ꯂꯩꯔꯕꯗꯤ ꯇꯨꯝꯕꯥ ꯑꯃꯁꯨꯡ ꯆꯠꯊꯣꯛ-ꯆꯠꯁꯤꯟ ꯇꯧꯅꯕꯥ ꯐꯥꯑꯣꯕꯥ ꯅꯤꯡꯁꯤꯡꯍꯜꯂꯤ꯫ ꯍꯥꯏꯔꯤꯕꯥ ꯐꯤꯆꯔ ꯄꯨꯝꯅꯃꯛ ꯑꯁꯤ ꯄꯨꯟꯅꯥ ꯂꯥꯛꯃꯤꯟꯅꯗꯨꯅꯥ ꯑꯗꯣꯝꯒꯤ ꯍꯛꯁꯦꯜ ꯑꯃꯁꯨꯡ ꯌꯥꯏꯐ-ꯊꯧꯔꯥꯡꯒꯤ ꯃꯄꯨꯡ ꯐꯥꯕꯥ ꯋꯥꯔꯤ ꯑꯃꯥ ꯄꯤꯔꯤ꯫ ꯑꯃꯁꯨꯡ ꯀꯥꯑꯣꯔꯣꯏꯗꯕꯗꯤ ꯐꯤꯠꯅꯦꯁ ꯇ꯭ꯔꯦꯀꯔ ꯑꯁꯤꯁꯨ ꯑꯆꯧꯕꯥ ꯃꯣꯇꯤꯕꯦꯇꯔ ꯑꯃꯅꯤ꯫ ꯄꯥꯟꯗꯝꯁꯤꯡ ꯊꯝꯗꯨꯅꯥ ꯑꯃꯁꯨꯡ ꯅꯍꯥꯛꯀꯤ ꯄ꯭ꯔꯣꯒ꯭ꯔꯦꯁ ꯑꯗꯨ ꯇ꯭ꯔꯦꯛ ꯇꯧꯗꯨꯅꯥ, ꯅꯍꯥꯛꯅꯥ ꯅꯍꯥꯛꯀꯤ ꯐꯤꯠꯅꯦꯁ ꯔꯨꯇꯤꯟ ꯑꯗꯨꯗꯥ ꯂꯦꯞꯄꯥ ꯑꯃꯁꯨꯡ ꯅꯍꯥꯛꯀꯤ ꯄꯥꯟꯗꯝꯁꯤꯡ ꯑꯗꯨ ꯐꯪꯅꯕꯥ ꯍꯦꯟꯅꯥ ꯄꯨꯛꯅꯤꯡ ꯊꯧꯒꯠꯀꯅꯤ꯫ ꯄ꯭ꯂꯥꯁ, ꯃꯔꯨꯞꯁꯤꯡꯒꯥ ꯅꯍꯥꯛꯀꯤ ꯄ꯭ꯔꯣꯒ꯭ꯔꯦꯁ ꯑꯗꯨ ꯁꯦꯌꯔ ꯇꯧꯕꯥ ꯑꯃꯁꯨꯡ ꯃꯔꯨꯞ-ꯃꯄꯥꯡꯒꯤ ꯑꯣꯏꯕꯥ ꯆꯥꯡꯗꯝꯅꯕꯁꯤꯡꯗꯥ ꯁꯔꯨꯛ ꯌꯥꯕꯥ ꯉꯝꯕꯒꯥ ꯂꯣꯏꯅꯅꯥ, ꯐꯤꯠꯅꯦꯁ ꯇ꯭ꯔꯦꯀꯔ ꯑꯃꯅꯥ ꯅꯍꯥꯛꯀꯤ ꯐꯤꯠꯅꯦꯁꯀꯤ ꯈꯣꯡꯆꯠꯇꯥ ꯅꯨꯡꯉꯥꯏꯕꯥ ꯑꯃꯁꯨꯡ ꯁꯣꯁꯤꯑꯦꯜ ꯏꯂꯤꯃꯦꯟꯇ ꯑꯃꯥ ꯍꯥꯄꯆꯤꯜꯂꯤ꯫ ꯈꯪꯖꯤꯅꯒꯗꯕꯥ ꯑꯃꯅꯥ, ꯐꯤꯠꯅꯦꯁ ꯇ꯭ꯔꯦꯀꯔ ꯑꯁꯤ ꯃꯈꯣꯏꯒꯤ ꯐꯤꯠꯅꯦꯁ ꯐꯒꯠꯍꯟꯅꯕꯥ, ꯃꯈꯣꯏꯒꯤ ꯄ꯭ꯔꯣꯒ꯭ꯔꯦꯁ ꯇ꯭ꯔꯦꯛ ꯇꯧꯅꯕꯥ ꯑꯃꯁꯨꯡ ꯃꯈꯣꯏꯒꯤ ꯄꯥꯟꯗꯝꯁꯤꯡꯒꯤ ꯃꯥꯏꯀꯩꯗꯥ ꯄꯨꯛꯅꯤꯡ ꯊꯧꯒꯠꯅꯕꯥ ꯍꯣꯠꯅꯔꯤꯕꯥ ꯃꯤꯑꯣꯏ ꯑꯃꯒꯤꯗꯃꯛ ꯃꯃꯜ ꯌꯥꯝꯂꯕꯥ ꯈꯨꯠꯂꯥꯏ ꯑꯃꯅꯤ꯫ ꯑꯗꯨꯅꯥ ꯀꯔꯤꯒꯤ ꯉꯥꯏꯔꯤꯕꯅꯣ? ꯉꯁꯤ ꯐꯤꯠꯅꯦꯁ ꯇ꯭ꯔꯦꯀꯔ ꯑꯃꯗꯥ ꯁꯦꯜ ꯊꯥꯗꯕꯤꯌꯨ ꯑꯃꯁꯨꯡ ꯍꯛꯆꯥꯡ ꯐꯕ, ꯅꯨꯡꯉꯥꯏꯕꯥ ꯅꯍꯥꯛ ꯑꯃꯒꯤ ꯃꯥꯏꯀꯩꯗꯥ ꯑꯍꯥꯟꯕꯥ ꯈꯣꯡꯊꯥꯡ ꯂꯧꯈꯠꯄꯤꯌꯨ꯫ ‎